ꯑꯔꯤꯕꯥ ꯋꯦꯕꯁꯥꯏꯠ ꯑꯃꯥ ꯄꯤꯔꯒꯥ, ꯃꯗꯨ ꯑꯞꯗꯦꯠ ꯇꯧꯅꯕꯒꯤ ꯄꯥꯝꯕꯩꯁꯤꯡ ꯄꯤꯌꯨ꯫ ꯃꯇꯝ ꯂꯣꯏꯔꯕꯥ ꯕ꯭ꯂꯣꯛ ꯑꯃꯅꯤ꯫ ꯃꯇꯝ ꯂꯣꯏꯔꯕꯥ ꯕ꯭ꯂꯣꯛ ꯑꯃꯥ ꯑꯞꯗꯦꯠ ꯇꯧꯅꯕꯒꯤ ꯁꯖꯦꯁꯟ ꯈꯔꯥ ꯃꯈꯥꯗꯥ ꯄꯤꯔꯤ: ꯗꯤꯖꯥꯏꯟ ꯑꯃꯁꯨꯡ ꯂꯦꯑꯥꯎꯠ ꯑꯞꯗꯦꯠ ꯇꯧꯕꯥ: ꯑꯅꯧꯕꯥ, ꯃꯣꯔꯗꯟ ꯏꯟꯇꯔꯐꯦꯁ ꯑꯃꯅꯥ ꯅꯍꯥꯛꯀꯤ ꯕ꯭ꯂꯣꯛꯇꯥ ꯑꯅꯧꯕꯥ ꯄꯨꯟꯁꯤ ꯑꯃꯥ ꯄꯤꯕꯥ ꯉꯝꯒꯅꯤ꯫ ꯑꯅꯧꯕꯥ ꯃꯆꯨꯒꯤ ꯊꯧꯔꯥꯡ ꯑꯃꯥ ꯁꯤꯖꯤꯟꯅꯅꯕꯥ, ꯍꯦꯗꯔ ꯑꯃꯁꯨꯡ ꯐꯨꯇꯔ ꯍꯣꯡꯗꯣꯛꯄꯥ ꯑꯃꯁꯨꯡ ꯑꯅꯧꯕꯥ ꯐꯣꯟ ꯑꯃꯁꯨꯡ ꯕꯦꯛꯒ꯭ꯔꯥꯎꯟꯗꯁꯤꯡ ꯌꯥꯎꯍꯟꯕꯒꯤ ꯃꯇꯥꯡꯗꯥ ꯈꯟꯅꯕꯤꯌꯨ꯫ ꯀꯟꯇꯦꯟ ꯑꯗꯨ ꯔꯤꯐ꯭ꯔꯦꯁ ꯇꯧꯕꯤꯌꯨ: ꯑꯔꯤꯕꯥ ꯕ꯭ꯂꯣꯛ ꯄꯣꯁꯁꯤꯡ ꯑꯗꯨ ꯅꯍꯥꯛꯀꯤ ꯄꯥꯔꯤꯕꯁꯤꯡꯒꯥ ꯃꯔꯤ ꯂꯩꯅꯗꯕꯥ ꯑꯣꯏꯔꯛꯄꯥ ꯌꯥꯏ꯫ ꯑꯔꯤꯕꯥ, ꯃꯇꯝ ꯂꯣꯏꯔꯕꯥ ꯀꯟꯇꯦꯟ ꯑꯃꯍꯦꯛꯇꯕꯨ ꯂꯧꯊꯣꯛꯇꯨꯅꯥ ꯃꯗꯨꯒꯤ ꯃꯍꯨꯠꯇꯥ ꯑꯅꯧꯕꯥ ꯋꯥꯈꯜꯂꯣꯟꯁꯤꯡꯅꯥ ꯃꯍꯨꯠ ꯁꯤꯟꯅꯕꯥ ꯈꯟꯅꯕꯤꯌꯨ꯫ ꯃꯜꯇꯤꯃꯦꯗꯤꯌꯥ ꯌꯥꯎꯍꯟꯕꯥ: ꯄꯤꯛꯆꯔ, ꯚꯤꯗꯤꯑꯣ, ꯏꯟꯐꯣꯒ꯭ꯔꯥꯐꯤꯛ ꯅꯠꯇ꯭ꯔꯒꯥ ꯑꯣꯗꯤꯑꯣ ꯍꯥꯞꯆꯤꯟꯕꯅꯥ ꯅꯍꯥꯛꯀꯤ ꯕ꯭ꯂꯣꯒ ꯑꯗꯨ ꯑꯅꯧꯕꯥ ꯄꯨꯟꯁꯤꯗꯥ ꯄꯨꯔꯛꯄꯗꯥ ꯃꯇꯦꯡ ꯄꯥꯡꯒꯅꯤ ꯑꯃꯁꯨꯡ ꯄꯥꯔꯤꯕꯁꯤꯡꯕꯨ ꯅꯨꯡꯉꯥꯏꯅꯥ ꯂꯩꯍꯟꯕꯗꯥ ꯃꯇꯦꯡ ꯄꯥꯡꯒꯅꯤ꯫ ꯌꯨꯖꯔ ꯑꯦꯛꯁꯄꯤꯔꯤꯑꯦꯟꯁ ꯐꯒꯠꯍꯟꯕꯥ: ꯅꯍꯥꯛꯀꯤ ꯕ꯭ꯂꯣꯛ ꯑꯗꯨ ꯅꯦꯚꯤꯒꯦꯠ ꯇꯧꯕꯗꯥ ꯂꯥꯏꯕꯥ, ꯃꯌꯦꯛ ꯁꯦꯡꯕꯥ ꯃꯦꯅꯨ ꯑꯃꯁꯨꯡ ꯁꯥꯔꯆ ꯐꯪꯁ꯭ꯅꯦꯂꯤꯇꯤ ꯂꯩꯕꯥ ꯁꯣꯏꯗꯅꯥ ꯑꯣꯏꯍꯟꯒꯗꯕꯅꯤ꯫ ꯃꯁꯤꯗꯁꯨ ꯅꯠꯇꯅꯥ, ꯃꯁꯤ ꯃꯣꯕꯥꯏꯜ ꯗꯤꯚꯥꯏꯁꯁꯤꯡꯒꯤꯗꯃꯛꯇꯥ ꯑꯣꯞꯇꯤꯃꯥꯏꯖ ꯇꯧꯕꯥ ꯁꯣꯏꯗꯅꯥ ꯇꯧꯕꯤꯌꯨ, ꯃꯔꯝꯗꯤ ꯃꯤꯑꯣꯏ ꯀꯌꯥ ꯑꯃꯅꯥ ꯃꯈꯣꯏꯒꯤ ꯐꯣꯟꯗꯥ ꯋꯦꯕ ꯑꯦꯛꯁꯦꯁ ꯇꯧꯏ꯫ ꯁꯣꯁꯤꯑꯦꯜ ꯃꯤꯗꯤꯌꯥ ꯏꯟꯇꯤꯒ꯭ꯔꯦꯁꯟ ꯍꯦꯟꯒꯠꯍꯟꯕꯥ: ꯅꯍꯥꯛꯀꯤ ꯕ꯭ꯂꯣꯛꯇꯥ ꯁꯣꯁꯤꯑꯦꯜ ꯁꯦꯌꯔ ꯇꯧꯕꯒꯤ ꯕꯇꯟꯁꯤꯡ ꯍꯥꯞꯆꯤꯟꯗꯨꯅꯥ ꯄꯥꯔꯤꯕꯁꯤꯡꯅꯥ ꯅꯍꯥꯛꯀꯤ ꯀꯟꯇꯦꯟ ꯑꯗꯨ ꯁꯣꯁꯤꯑꯦꯜ ꯃꯤꯗꯤꯌꯥꯗꯥ ꯁꯦꯌꯔ ꯇꯧꯕꯗꯥ ꯂꯥꯏꯊꯣꯛꯍꯟꯕꯥ ꯉꯝꯒꯅꯤ꯫ ꯇ꯭ꯔꯥꯐꯤꯛ ꯍꯦꯟꯅꯥ ꯍꯦꯟꯒꯠꯍꯟꯅꯕꯥ ꯅꯍꯥꯛꯀꯤ ꯁꯣꯁꯤꯑꯦꯜ ꯃꯤꯗꯤꯌꯥ ꯑꯦꯀꯥꯎꯟꯁꯤꯡꯗꯥ ꯅꯍꯥꯛꯀꯤ ꯕ꯭ꯂꯣꯛ ꯑꯗꯨ ꯀ꯭ꯔꯣꯁ-ꯄ꯭ꯔꯣꯃꯣꯠ ꯇꯧꯕꯁꯨ ꯌꯥꯏ꯫ꯑꯦꯡꯒꯦꯖꯃꯦꯟꯇ ꯍꯦꯟꯒꯠꯍꯟꯕꯥ: ꯀꯃꯦꯟꯁꯤꯡ ꯏꯅꯦꯕꯜ ꯇꯧꯗꯨꯅꯥ, ꯐꯤꯠꯕꯦꯛ ꯂꯧꯕꯥ ꯑꯃꯁꯨꯡ ꯀꯃꯦꯟꯇꯁꯤꯡꯒꯤ ꯄꯥꯎꯈꯨꯝ ꯄꯤꯗꯨꯅꯥ ꯄꯥꯔꯤꯕꯁꯤꯡꯕꯨ ꯅꯍꯥꯛꯀꯤ ꯕ꯭ꯂꯣꯛꯇꯥ ꯑꯦꯡꯒꯦꯖ ꯇꯧꯅꯕꯥ ꯄꯨꯛꯅꯤꯡ ꯊꯧꯒꯠꯄꯤꯌꯨ꯫ ꯄꯥꯔꯤꯕꯁꯤꯡꯕꯨ ꯑꯅꯧꯕꯥ ꯀꯟꯇꯦꯟꯀꯤ ꯃꯇꯥꯡꯗꯥ ꯑꯞꯗꯦꯠ ꯇꯧꯅꯕꯥ ꯑꯃꯁꯨꯡ ꯃꯈꯣꯏꯕꯨ ꯅꯍꯥꯛꯀꯤ ꯕ꯭ꯂꯣꯛꯇꯥ ꯍꯜꯂꯛꯅꯕꯥ ꯄꯨꯛꯅꯤꯡ ꯊꯧꯒꯠꯅꯕꯥ ꯏꯃꯦꯜ ꯂꯤꯁ ꯑꯃꯁꯨ ꯁꯤꯖꯤꯟꯅꯕꯥ ꯌꯥꯏ꯫ ꯃꯨꯚꯤ ꯔꯤꯚꯤꯌꯨ ꯑꯥꯔꯇꯤꯀꯜ ꯑꯗꯨꯒꯤ ꯁꯝꯖꯤꯟꯅꯐꯝ ꯑꯣꯏꯕꯥ ꯇ꯭ꯋꯤꯠ ꯑꯃꯥ ꯖꯦꯅꯦꯔꯦꯠ ꯇꯧ꯫ ꯔꯤꯚꯤꯌꯨ ꯑꯥꯔꯇꯤꯀꯜ ꯑꯁꯤ ꯇꯣꯏ ꯁ꯭ꯇꯣꯔꯤ ꯃꯨꯚꯤꯒꯤ ꯃꯇꯥꯡꯗꯥ ꯑꯣꯏꯔꯤ꯫ ꯍꯧꯖꯤꯛ ꯌꯦꯡꯈꯤ ꯑꯃꯁꯨꯡ ꯃꯁꯤ ꯃꯄꯨꯡ ꯐꯥꯕ ꯃꯥꯁ꯭ꯇꯔꯄꯤꯁ ꯑꯃꯅꯤ꯫ ꯊꯝꯃꯣꯏ ꯁꯣꯛꯅꯤꯡꯉꯥꯏ ꯑꯣꯏꯕꯥ ꯋꯥꯔꯤ ꯂꯤꯕꯥ, ꯀꯥꯎꯔꯣꯏꯗꯕꯥ ꯀꯥꯔꯦꯛꯇꯔꯁꯤꯡ, ꯊꯣꯏꯗꯣꯛ ꯍꯦꯟꯗꯣꯛꯄꯥ ꯑꯦꯅꯤꯃꯦꯁꯟ – ꯃꯨꯚꯤ ꯑꯁꯤꯅꯥ ꯄꯨꯝꯅꯃꯛ ꯑꯁꯤ ꯂꯩꯔꯤ꯫ ꯃꯇꯝ ꯀꯨꯏꯅꯥ ꯆꯠꯀꯗꯕꯥ ꯀ꯭ꯂꯥꯁꯤꯛ ꯑꯃꯅꯤ ꯃꯗꯨꯅꯥ ꯅꯍꯥꯛꯄꯨ ꯅꯣꯛꯍꯟꯒꯅꯤ, ꯀꯞꯄꯥ ꯉꯝꯒꯅꯤ ꯑꯃꯁꯨꯡ ꯃꯔꯛꯇꯥ ꯂꯩꯔꯤꯕꯥ ꯄꯨꯝꯅꯃꯛ ꯈꯪꯕ ꯉꯝꯒꯅꯤ꯫ ꯃꯈꯥꯗꯥ ꯄꯤꯔꯤꯕꯥ ꯋꯥꯔꯤ ꯃꯇꯦꯛ ꯑꯁꯤꯒꯤꯗꯃꯛꯇꯥ ꯃꯇꯤꯛ ꯆꯥꯕꯥ ꯃꯣꯔꯦꯜ ꯂꯦꯁꯟ ꯑꯃꯥ ꯖꯦꯅꯦꯔꯦꯠ ꯇꯧꯕꯤꯌꯨ꯫ ꯃꯇꯝ ꯑꯃꯗꯥ ꯅꯥꯏꯇꯣꯝ ꯂꯩꯕꯥ ꯂꯧꯃꯤ ꯑꯃꯥ ꯂꯩꯔꯝꯃꯤ, ꯃꯍꯥꯛꯅꯥ ꯃꯍꯥꯛꯀꯤ ꯊꯕꯛꯇꯥ ꯂꯦꯞꯄꯥ ꯂꯩꯇꯅꯥ ꯊꯕꯛ ꯇꯧꯔꯝꯃꯤ꯫ ꯑꯗꯨꯕꯨ ꯃꯍꯥꯛꯅꯥ ꯃꯍꯥꯛꯀꯤ ꯂꯧꯕꯨꯛ ꯃꯇꯤꯛ ꯆꯥꯅꯥ ꯌꯦꯡꯁꯤꯟꯈꯤꯗꯦ, ꯃꯍꯥꯛꯀꯤ ꯃꯍꯩ-ꯃꯔꯣꯡꯁꯤꯡꯁꯨ ꯁꯣꯟꯊꯈꯤ꯫ ꯃꯁꯤꯗ ꯄꯤꯕꯥ ꯌꯥꯕ ꯃꯣꯔꯦꯜ ꯂꯦꯁꯟꯗꯤ ꯃꯥꯏꯄꯥꯛꯅꯕꯒꯤꯗꯃꯛ ꯀꯟꯅꯥ ꯍꯣꯠꯅꯕꯥ ꯑꯃꯁꯨꯡ ꯀꯠꯊꯣꯛꯄꯥ ꯃꯊꯧ ꯇꯥꯏ꯫ ꯃꯥꯗꯨꯅꯥ ꯄꯨꯟꯁꯤꯗꯥ ꯃꯥꯏ ꯄꯥꯛꯄꯥ ꯉꯝꯍꯟꯒꯅꯤ꯫